ꯃꯁꯤ ꯀꯪꯂꯩꯄꯥꯛ (ꯃꯅꯤꯄꯨꯔ) ꯒꯤ ꯃꯤꯇꯩꯒꯤ ꯐꯨꯡꯒꯥꯋꯥꯔꯤ (ꯃꯩꯇꯩꯒꯤ ꯐꯨꯡꯒꯥꯋꯥꯔꯤ) ꯑꯃꯅꯤ꯫ ꯅꯩꯅꯕ ꯏꯆꯝ ꯆꯝꯕꯥ ꯋꯥꯔꯤꯁꯤꯡ ꯑꯁꯤ ꯀꯔꯤꯒꯨꯝꯕꯥ ꯃꯇꯝꯗꯥ ꯑꯁꯨꯛ ꯌꯥꯝꯅꯥ ꯑꯋꯥꯡꯕꯥ ꯑꯃꯁꯨꯡ ꯑꯉꯛꯄꯥ ꯃꯑꯣꯡꯗꯥ ꯃꯁꯛ ꯊꯣꯛꯅꯥ ꯃꯉꯥꯜ ꯊꯣꯛꯏ꯫ ꯃꯗꯨꯗꯤ ꯃꯁꯤꯅꯥ ꯃꯇꯝ ꯆꯨꯞꯄꯗꯥ ꯑꯩꯈꯣꯢꯒꯤ ꯊꯝꯃꯣꯢ ꯑꯃꯁꯨꯡ ꯋꯥꯈꯜꯗꯥ ꯑꯈꯟꯅꯕꯥ ꯃꯐꯝꯁꯤꯡꯗꯥ ꯂꯦꯞꯄꯥ ꯂꯩꯇꯅꯥ ꯂꯦꯞꯂꯤ꯫ ꯃꯗꯨꯗꯤ ꯆꯍꯤ ꯑꯃꯁꯨꯡ ꯃꯇꯝ ꯑꯁꯤ ꯂꯩꯔꯕꯁꯨ, ꯃꯁꯤꯅꯥ ꯃꯤꯀꯨꯞ ꯀꯌꯥꯒꯤ ꯋꯥꯔꯤꯁꯤꯡ ꯑꯁꯤ ꯑꯁꯨꯛ ꯌꯥꯝꯅꯥ ꯁꯔꯨꯛ ꯑꯃꯁꯨꯡ ꯁꯔꯨꯛ ꯌꯥꯝꯕꯥ ꯋꯥꯔꯤꯁꯤꯡ ꯂꯤꯔꯤꯕꯥ ꯋꯥꯔꯤꯁꯤꯡ ꯑꯁꯤ ꯃꯈꯥ ꯇꯥꯅꯥ ꯂꯥꯡꯇꯛꯅꯔꯤ ꯑꯩꯈꯣꯢꯒꯤ ꯇꯁꯦꯡꯕꯥ ꯄꯨꯟꯁꯤꯒꯤ꯫ ꯋꯥꯔꯤ ꯑꯁꯤꯅꯥ ꯑꯔꯤꯕꯥ ꯑꯕꯣꯛ ꯑꯃꯒꯤ ꯏꯆꯝ ꯆꯝꯕꯥ ꯋꯥꯔꯤ ꯑꯃꯥ ꯑꯃꯁꯨꯡ ꯃꯍꯥꯛꯀꯤ ꯏꯃꯥꯖꯤꯅꯔꯤ ꯐ꯭ꯔꯦꯟꯗꯂꯤ ꯋꯥꯔꯤ ꯁꯥꯅꯕꯥ ꯊꯥꯎꯃꯩꯅꯥ ꯄꯨꯝꯅꯃꯛꯀꯤ ꯐꯠꯇꯕꯥ ꯂꯝꯖꯤꯡꯕꯤꯕꯥ ꯊꯕꯛꯁꯤꯡꯗꯥ ꯃꯥꯏ ꯄꯥꯛꯄꯥ ꯑꯔꯤꯕꯥ ꯂꯧꯁꯤꯡꯒꯤ ꯃꯣꯔꯦꯜ ꯃꯦꯁꯦꯖ ꯑꯗꯨ ꯂꯧꯁꯤꯜꯂꯤꯕꯥ ꯅꯨꯡꯉꯥꯏꯔꯕꯥ ꯃꯤꯀꯨꯞ ꯑꯃꯥ ꯁꯦꯝꯒꯠꯄꯒꯤ ꯏꯆꯝ ꯆꯝꯕꯥ ꯋꯥꯔꯤ ꯑꯃꯥ ꯐꯣꯡꯗꯣꯛꯂꯤ꯫ ꯃꯍꯥꯛꯀꯤ ꯃꯍꯧꯁꯥꯒꯤ ꯅꯨꯡꯁꯤꯠ ꯑꯗꯨ ꯁꯣꯔ ꯍꯣꯟꯕꯒꯤ ꯅꯨꯃꯤꯠ ꯐꯥꯎꯕꯥ ꯈꯣꯟꯖꯦꯜ ꯑꯃꯠꯇꯥ ꯌꯥꯎꯗꯅꯥ ꯅꯨꯡꯁꯤꯠꯇꯥ ꯏꯁꯤꯡ ꯅꯨꯡꯁꯤꯠꯀꯤ ꯐꯤꯚꯝ ꯑꯃꯥ ꯂꯥꯛꯈꯤ, ꯊꯧꯗꯣꯛ ꯑꯃꯥ ꯉꯥꯏꯔꯤꯕꯥ ꯑꯆꯝꯕꯥ ꯅꯨꯃꯤꯠ ꯑꯃꯥ꯫ ꯑꯄꯤꯛꯄꯥ ꯈꯨꯡꯒꯪ ꯑꯗꯨꯗꯥ ꯂꯩꯔꯤꯕꯥ ꯃꯤꯄꯨꯝ ꯈꯨꯗꯤꯡꯃꯛ ꯃꯪꯂꯥꯟ ꯃꯈꯜ ꯑꯃꯒꯤ ꯅꯣꯡꯖꯨ-ꯅꯨꯡꯁꯥꯒꯤ ꯐꯤꯚꯝ ꯑꯃꯗꯥ ꯊꯨꯡꯂꯈꯤ ꯃꯗꯨꯗꯥ ꯑꯍꯜ ꯑꯣꯏꯔꯕꯥ ꯂꯨꯍꯣꯡꯂꯕꯥ ꯑꯕꯣꯛ ꯈꯛꯇꯅꯥ ꯃꯍꯥꯛꯀꯤ ꯃꯍꯧꯁꯥꯒꯤ ꯑꯣꯏꯕꯥ ꯇ꯭ꯔꯦꯗꯤꯁ꯭ꯅꯦꯜ ꯐꯦꯕ꯭ꯔꯤꯛꯀꯤ ꯐꯤꯔꯣꯜ ꯑꯗꯨ ꯃꯈꯥ ꯇꯥꯅꯥ ꯆꯠꯊꯈꯤ꯫ ꯊꯣꯡ ꯈꯨꯗꯤꯡꯃꯛ ꯑꯃꯒꯥ ꯑꯃꯒꯥ ꯋꯥꯔꯤ ꯁꯥꯅꯔꯛꯄꯥ ꯑꯃꯁꯨꯡ ꯃꯈꯣꯢ ꯃꯁꯥꯕꯨ ꯐꯤꯔꯣꯜ ꯑꯃꯒꯤ ꯐꯖꯔꯕꯥ ꯑꯄꯨꯟꯕꯥ ꯁꯔꯨꯛ ꯑꯃꯥ ꯑꯣꯏꯅꯥ ꯑꯣꯟꯊꯣꯛꯄꯥ ꯎꯕꯗꯥ ꯌꯥꯝꯅꯥ ꯅꯨꯡꯉꯥꯏꯕꯥ ꯐꯥꯎꯈꯤ, ꯑꯕꯣꯛꯅꯥ ꯃꯇꯝꯒꯤ ꯃꯇꯨꯡ ꯏꯟꯅꯥ ꯆꯠꯄꯥ ꯉꯝꯈꯤꯗꯦ꯫ ꯃꯍꯥꯛꯀꯤ ꯑꯃꯠꯇꯥ ꯉꯥꯏꯔꯕꯥ ꯃꯔꯨꯞ ꯑꯣꯏꯅꯥ ꯃꯍꯥꯛꯀꯤ ꯃꯊꯛꯇꯥ ꯑꯔꯤꯕꯥ ꯊꯥꯎꯒꯤ ꯊꯥꯎꯃꯩ ꯑꯗꯨ ꯈꯛꯇꯅꯥ, ꯑꯕꯣꯛꯅꯥ ꯃꯍꯥꯛꯀꯤ ꯀ꯭ꯔꯤꯌꯦꯇꯤꯞ ꯑꯣꯏꯕꯥ ꯊꯕꯛ ꯑꯗꯨꯗꯥ ꯃꯁꯥꯕꯨ ꯌꯥꯎꯁꯤꯟꯖꯈꯤꯕꯗꯨ ꯈꯛꯇꯗꯥ ꯃꯍꯥꯛꯀꯤ ꯕꯦꯛꯗꯣꯔꯒꯤ ꯃꯅꯥꯛꯇꯥ ꯂꯥꯛꯄꯥ ꯈꯣꯡꯊꯥꯡꯁꯤꯡꯒꯤ ꯑꯆꯝꯕꯥ ꯈꯣꯟꯖꯦꯜꯁꯤꯡꯅꯥ ꯃꯤꯠꯌꯦꯡ ꯊꯝꯈꯤꯗꯦ꯫ ꯑꯕꯣꯛꯅꯥ ꯃꯍꯥꯛꯀꯤ ꯑꯆꯧꯕꯥ ꯂꯧꯁꯤꯡꯒꯥ ꯂꯣꯢꯅꯅꯥ ꯈꯪꯂꯛꯈꯤ ꯃꯗꯨꯗꯤ ꯀꯅꯥꯒꯨꯝꯕꯥ ꯑꯃꯅꯥ ꯐꯠꯇꯕꯥ ꯅꯣꯗꯁꯤꯡꯅꯥ ꯊꯧꯅꯥ ꯍꯥꯞꯄꯥ ꯋꯥꯈꯜꯂꯣꯟꯁꯤꯡꯒꯥ ꯂꯣꯢꯅꯅꯥ ꯃꯍꯥꯛꯀꯤ ꯌꯨꯝꯗꯥ ꯆꯦꯟꯊꯅꯕꯥ ꯍꯣꯠꯅꯔꯤ꯫ ꯃꯍꯥꯛꯅꯥ ꯇꯧꯔꯤꯕꯥ ꯄꯨꯝꯅꯃꯛ ꯑꯁꯤ ꯃꯍꯥꯛꯀꯤ ꯇꯪꯗꯨ ꯂꯩꯇꯥꯗꯕꯥ ꯄꯨꯡꯐꯝ ꯑꯗꯨꯒꯤ ꯃꯍꯥꯛꯀꯤ ꯑꯃꯠꯇꯥ ꯉꯥꯏꯔꯕꯥ ꯃꯔꯨꯞ, ꯃꯍꯥꯛꯀꯤ ꯊꯥꯎꯃꯩ ꯑꯗꯨꯒꯥ ꯋꯥꯔꯤ ꯁꯥꯅꯕꯥ ꯍꯧꯗꯣꯛꯄꯅꯤ꯫ ꯑꯕꯣꯛꯅꯥ ꯃꯍꯥꯛꯀꯤ ꯊꯥꯎꯃꯩ ꯑꯗꯨꯗꯥ ꯑꯁꯦꯡꯕꯥ ꯋꯥꯔꯤ ꯑꯃꯥ ꯇꯥꯅꯕꯥ ꯍꯥꯢꯔꯛꯈꯤ ꯑꯃꯁꯨꯡ ꯊꯥꯎꯃꯩ ꯑꯗꯨꯗꯥ ꯃꯍꯧꯁꯥꯒꯨꯝꯅꯥ ꯄꯥꯎꯈꯨꯝ ꯄꯤꯅꯕꯥ ꯍꯥꯢꯖꯈꯤ꯫ ꯂꯧꯁꯤꯡ ꯂꯩꯕꯥ ꯑꯕꯣꯛ ꯑꯗꯨꯅꯥ ꯑꯍꯥꯟꯕꯗꯥ ꯃꯍꯥꯛꯀꯤ ꯋꯥꯔꯤ ꯁꯥꯅꯕꯥ ꯊꯥꯎꯃꯩ ꯀꯧꯕꯥ ꯑꯗꯨꯗ ꯃꯍꯥꯛꯀꯤ ꯄꯥꯎꯈꯨꯝ ꯄꯤꯗꯕꯥ ꯃꯇꯝꯗꯥ ꯑꯊꯨꯕꯥ ꯃꯇꯝꯗꯥ ꯅꯨꯡꯉꯥꯏꯇꯕꯥ ꯐꯥꯎꯈꯤ꯫ ꯃꯗꯨꯗꯥ ꯂꯣꯠꯇꯨꯅꯥ ꯂꯩꯔꯤꯕꯥ ꯑꯃꯁꯨꯡ ꯌꯨꯝꯗꯥꯒꯤ ꯆꯦꯟꯊꯣꯛꯅꯕꯥ ꯍꯣꯠꯅꯔꯤꯕꯥ ꯍꯨꯔꯥꯟꯕꯥ ꯑꯗꯨꯅꯥ ꯐꯤꯚꯝ ꯑꯗꯨ ꯐꯣꯡꯗꯣꯛꯄꯥ ꯌꯥꯝꯅꯥ ꯂꯨꯕꯥ ꯐꯥꯎꯈꯤ꯫ ꯑꯗꯨꯕꯨ ꯃꯇꯝ ꯑꯗꯨꯃꯛꯇꯗꯥ ꯃꯍꯥꯛ ꯍꯧꯖꯤꯛ ꯋꯥꯔꯤ ꯁꯥꯅꯕꯥ ꯊꯥꯎꯃꯩ ꯑꯣꯏꯒꯗꯕꯅꯤ ꯍꯥꯢꯅꯥ ꯈꯜꯂꯛꯈꯤ ꯑꯃꯁꯨꯡ ꯑꯍꯜ ꯑꯣꯏꯔꯕꯥ ꯅꯨꯄꯤ ꯑꯗꯨꯅꯥ ꯃꯍꯥꯛꯀꯤ ꯊꯥꯎꯃꯩ ꯑꯗꯨꯒꯤ ꯑꯆꯝꯕꯥ ꯂꯝꯆꯠ-ꯁꯥꯖꯠ ꯑꯗꯨꯗꯥ ꯑꯀꯤꯕꯥ ꯄꯣꯛꯍꯟꯗꯅꯕꯥ ꯍꯣꯠꯅꯈꯤ꯫ ꯑꯕꯣꯛꯅꯥ ꯑꯃꯨꯛ ꯍꯟꯅꯥ ꯊꯥꯎꯃꯩ ꯑꯗꯨ ꯀꯧꯈꯤ ꯑꯃꯁꯨꯡ ꯍꯨꯔꯥꯟꯕꯥ ꯑꯗꯨꯅꯥ ꯃꯍꯥꯛꯀꯤ ꯊꯥꯎꯃꯩ ꯑꯗꯨ ꯅꯨꯄꯤ ꯑꯃꯕꯨ ꯃꯤꯠꯌꯦꯡ ꯊꯝꯗꯨꯅꯥ ꯇꯞꯅꯥ ꯇꯞꯅꯥ ꯈꯣꯟꯖꯦꯜ ꯑꯃꯗꯥ ꯄꯥꯎꯈꯨꯝ ꯄꯤꯔꯛꯄꯥ ꯃꯇꯝꯗꯥ ꯑꯀꯤꯕꯥ ꯐꯥꯎꯈꯤ꯫ ꯃꯗꯨꯅꯥ ꯃꯔꯝ ꯑꯣꯏꯔꯒꯥ ꯍꯨꯔꯥꯟꯕꯥ ꯑꯗꯨ ꯀꯧꯗꯅꯥ ꯂꯩꯕꯒꯤ ꯃꯇꯥꯡꯗꯥ ꯃꯍꯥꯛꯀꯤ ꯑꯀꯤꯕꯥ ꯑꯗꯨ ꯁꯦꯡꯗꯣꯛꯈꯤ꯫ ꯂꯧꯁꯤꯡ ꯂꯩꯕꯥ ꯑꯕꯣꯛ ꯌꯥꯝꯅꯥ ꯋꯥꯅꯥ ꯊꯣꯛꯈꯤ ꯑꯗꯨꯕꯨ ꯊꯧꯅꯥ ꯐꯅꯥ ꯃꯍꯥꯛꯀꯤ ꯋꯥꯔꯤ ꯁꯥꯅꯕꯥ ꯋꯥꯎꯃꯩ ꯑꯗꯨꯗꯥ ꯋꯥꯔꯤ ꯁꯥꯅꯒꯅꯤ ꯍꯥꯢꯅꯥ ꯋꯥꯁꯛꯈꯤꯕꯥ ꯋꯥꯔꯤ ꯑꯗꯨ ꯋꯥꯔꯤ ꯁꯥꯕꯥ ꯍꯧꯈꯤ꯫ ꯑꯕꯣꯛꯅꯥ ꯃꯍꯥꯛꯀꯤ ꯊꯥꯎꯃꯩꯗ ꯂꯥꯛꯇꯨꯅꯥ ꯃꯍꯥꯛꯀꯤ ꯊꯋꯥꯏ ꯌꯥꯎꯕꯥ ꯋꯥꯔꯤ ꯑꯗꯨ ꯅꯨꯡꯉꯥꯏꯅꯕꯥ ꯍꯥꯢꯔꯛꯈꯤ ꯑꯃꯁꯨꯡ ꯍꯨꯔꯥꯟꯕꯥ ꯑꯗꯨꯗꯥ ꯃꯨꯔꯨ ꯑꯣꯏꯅꯥ ꯎꯕꯥ ꯃꯍꯥꯛꯀꯤ ꯏꯆꯝ ꯆꯝꯕꯥ ꯑꯄꯥꯝꯕꯥ ꯑꯗꯨ ꯊꯨꯡꯍꯟꯅꯕꯒꯤꯗꯃꯛ ꯃꯍꯥꯛꯅꯥ ꯔꯨꯝꯗꯥ ꯆꯪꯈꯤ ꯑꯃꯁꯨꯡ ꯑꯕꯣꯛꯅꯥ ꯃꯍꯥꯛꯀꯤ ꯍꯨꯔꯥꯟꯕꯥ ꯂꯩꯐꯝ ꯑꯗꯨꯒꯤ ꯃꯇꯥꯡꯗꯥ ꯈꯪꯗꯕꯥ ꯃꯑꯣꯡꯗꯥ ꯂꯩꯈꯤ꯫ ꯃꯈꯣꯢꯒꯤ ꯀꯟꯁꯥꯏꯟ ꯇꯧꯔꯕꯥ ꯊꯧꯗꯥꯡꯁꯤꯡ ꯑꯗꯨ ꯄꯥꯡꯊꯣꯛꯂꯤꯕꯥ ꯀꯦꯔꯦꯛꯇꯔꯁꯤꯡꯒꯤ ꯃꯥꯂꯦꯝ ꯑꯃꯥ ꯍꯧꯗꯣꯛꯅꯕꯥ ꯁꯦꯝ ꯁꯥꯔꯕꯥ ꯑꯦꯛꯁꯄꯥꯔꯠ ꯑꯃꯒꯤ ꯏꯁꯩ ꯅꯣꯡꯃꯥꯏꯒꯤ ꯅꯣꯠ ꯑꯃꯗꯥ, ꯑꯍꯜ ꯑꯣꯏꯔꯕꯥ ꯑꯕꯣꯛꯅꯥ ꯃꯍꯥꯛꯀꯤ ꯃꯦꯖꯤꯀꯦꯜ ꯅꯦꯔꯦꯁꯟꯗꯥ ꯌꯥꯎꯈꯤ꯫